ꯀꯪꯂꯩꯄꯥꯛꯀꯤ ꯄꯨꯋꯥꯔꯤꯗ ꯃꯩꯇꯩ ꯅꯠꯇ꯭ꯔꯒ ꯃꯤꯇꯩ ꯍꯥꯢꯕꯁꯤ ꯅꯤꯡꯊꯧꯖꯥ ꯁꯂꯥꯢꯕꯨ ꯃꯄꯨꯡ ꯑꯣꯢꯅ ꯈꯪꯅꯔꯝꯃꯤ꯫ ꯑꯃꯗꯤ ꯑꯇꯩ ꯁꯂꯥꯢ ꯁꯤꯡ ꯑꯁꯤꯗꯤ ꯇꯁꯦꯡꯕꯃꯛꯀꯤꯗꯤ ꯇꯣꯉꯥꯟꯕ ꯀꯥꯡꯂꯨꯞ ꯑꯣꯢꯔꯝꯃꯤ ꯍꯥꯏꯕꯁꯤ ꯄꯥꯟꯊꯣꯢꯕꯤ ꯈꯣꯡꯒꯨꯜ, ꯄꯣꯢꯔꯩꯇꯣꯟ ꯈꯨꯟꯊꯣꯛꯄ, ꯅꯨꯃꯤꯠ ꯀꯥꯞꯄ, ꯊꯋꯥꯟꯊꯥꯕ ꯍꯤꯂꯥꯟ, ꯈꯨꯃꯟ ꯀꯪꯂꯩꯔꯣꯜ, ꯈꯨꯃꯟ ꯅꯤꯡꯊꯧꯔꯣꯜ ꯂꯝꯕꯨꯕ, ꯃꯣꯢꯔꯥꯡ ꯅꯤꯡꯊꯧꯔꯣꯜ ꯂꯝꯕꯨꯕ, ꯃꯣꯢꯔꯥꯡ ꯅꯤꯡꯊꯧꯔꯣꯜ ꯄꯨꯌꯥ, ꯅꯣꯡꯄꯥꯟ ꯄꯣꯝꯄꯤ ꯂꯨꯋꯥꯎꯄ ꯄꯨꯌꯥ, ꯍꯤꯆꯟ ꯍꯤꯂꯥꯎ, ꯑꯉꯣꯝꯂꯣꯟ ꯂꯥꯢꯍꯨꯢ ꯅꯆꯤꯡꯕ ꯈꯟꯒꯠꯂꯕ ꯄꯨꯌꯥ ꯂꯥꯢꯔꯤꯛꯁꯤꯡ ꯑꯁꯤꯅ ꯃꯌꯦꯛ ꯁꯦꯡꯅ ꯄꯟꯗꯨꯅ ꯂꯥꯛꯂꯤ꯫ ꯃꯈꯣꯢꯒꯤ ꯂꯩꯄꯥꯛ ꯑꯃꯗꯤ ꯂꯩꯄꯥꯛ ꯀꯤ ꯀꯣꯅꯨꯡꯁꯨ ꯇꯣꯉꯥꯟ ꯇꯣꯉꯥꯟꯅ ꯂꯩꯔꯝꯃꯤ ꯍꯥꯢꯕꯁꯤꯁꯨ ꯃꯌꯦꯛ ꯁꯦꯡꯂꯕ ꯋꯥꯐꯝ ꯑꯃꯅꯤ꯫ ꯋꯥꯀꯣꯛꯂꯣꯟ ꯍꯤꯂꯦꯜ ꯊꯤꯂꯦꯜ ꯁꯂꯥꯏ ꯑꯃꯥꯏꯂꯣꯟ ꯄꯨꯀꯣꯛ ꯄꯨꯌꯥ ꯗꯗꯤ ꯁꯂꯥꯢ ꯇꯔꯦꯠ ꯃꯛ ꯑꯁꯤ ꯂꯥꯢ ꯑꯃꯒꯤ ꯏꯈꯦꯡꯅ ꯁꯦꯝꯂꯛꯄꯅꯤ ꯑꯣꯢꯔꯛꯄꯅꯤ ꯍꯥꯢꯕ ꯑꯁꯤꯗꯤ ꯂꯥꯢꯅꯤꯡꯒꯤ ꯑꯣꯢꯕ ꯀꯪꯂꯩꯆꯥ ꯃꯁꯦꯜ ꯅꯨꯡꯁꯤꯅꯅꯕ ꯑꯃꯗꯤ ꯃꯔꯤ ꯆꯦꯠꯁꯤꯟꯅꯅꯕ ꯁꯦꯝꯕ ꯂꯥꯢꯒꯤ ꯋꯥꯔꯤꯅꯤ꯫ ꯃꯁꯤ ꯄꯨꯌꯥꯒꯤ ꯑꯣꯢꯅ ꯌꯦꯡꯕ ꯃꯤꯠꯌꯦꯡꯗꯗꯤ ꯃꯤꯅ ꯂꯥꯢꯒꯤ ꯃꯆꯥ ꯑꯣꯢꯕꯗꯤ ꯌꯥꯗꯕꯅꯤꯅ ꯆꯨꯝꯃꯤ ꯍꯥꯢꯕꯗ ꯍꯥꯢꯃꯟꯕ ꯊꯣꯛꯀꯅꯤ꯫ ꯑꯅꯧꯕ ꯃꯇꯝꯒꯤ ꯃꯤꯁꯤꯡꯅ ꯅꯩꯅꯔꯛꯄꯗ ꯆꯨꯁꯤꯟꯅꯕ ꯋꯥꯠꯀꯅꯤ꯫ "ꯁꯃꯇꯣꯟ ꯑꯌꯥꯡꯄ" (ꯁꯃꯗꯣꯟ ꯑꯌꯥꯡꯕ, ꯁꯥꯃꯇꯣꯟ ꯑꯌꯥꯡꯄ, ꯁꯥꯃꯗꯣꯟ ꯑꯌꯥꯡꯕ) ꯑꯁꯤ ꯑꯂꯤꯄ ꯀꯪꯂꯩꯄꯥꯛ (ꯑꯔꯤꯕ ꯃꯅꯤꯄꯨꯔ) ꯒꯤ ꯃꯤꯇꯩ ꯂꯥꯢꯅꯤꯡ (ꯁꯅꯥꯃꯍꯤ ꯂꯥꯢꯅꯤꯡ) ꯑꯃꯗꯤ ꯃꯩꯇꯩ ꯃꯤ ꯂꯥꯢ ꯇꯤꯟꯒꯤ ꯋꯥꯔꯤꯗ ꯌꯥꯎꯕ ꯁꯒꯣꯜ ꯃꯁꯥ ꯄꯥꯟꯕ ꯑꯃꯅꯤ꯫ ꯁꯥ ꯑꯁꯤ ꯂꯥꯢꯅꯤꯡꯊꯧ ꯁꯅꯥꯃꯍꯤ ꯅ ꯄꯥꯈꯪꯕ ꯕꯨ ꯍꯥꯠꯂꯨꯅꯕ ꯊꯥ (ꯊꯄꯤ) ꯂꯩꯄꯥꯛꯇꯒꯤ ꯊꯥꯔꯛꯈꯤꯕꯅꯤ ꯍꯥꯢꯅ ꯂꯩꯊꯛ ꯂꯩꯈꯥꯂꯣꯜ ꯄꯨꯌꯥꯗ ꯄꯜꯂꯤ꯫ ꯀꯣꯟꯅ ꯇꯨꯡꯗ ꯁꯒꯣꯜ ꯀꯥꯡꯖꯩꯒꯤ ꯆꯤꯉꯨ ꯈꯣꯌꯨꯝ ꯃꯥꯔꯖꯤꯡ ꯂꯥꯢ ꯅ ꯐꯥꯗꯨꯅ ꯃꯍꯥꯛꯀꯤ ꯈꯣꯡꯅꯦꯠ ꯁꯥ ꯑꯣꯢꯈꯤ ꯍꯥꯢꯅꯩ꯫ ꯁꯃꯇꯣꯟ ꯑꯌꯥꯡꯄ ꯑꯁꯤ ꯉꯁꯤ ꯉꯁꯤꯒꯤ ꯃꯩꯇꯩ ꯁꯒꯣꯜ ꯑꯁꯤꯒꯤ ꯃꯄꯥ ꯃꯄꯨ ꯅꯤ ꯍꯥꯢꯅꯁꯨ ꯂꯧꯅꯩ꯫